ꯇꯝꯂꯤꯉꯩ ꯃꯇꯝꯗ ꯕ꯭ꯔꯦꯛ ꯂꯧꯕꯒꯤ ꯃꯔꯨꯑꯣꯏꯕ ꯑꯗꯨ ꯁꯟꯗꯣꯛꯅ ꯇꯥꯛꯄꯤꯌꯨ꯫ ꯃꯍꯩ ꯇꯝꯂꯤꯉꯩꯗ ꯕ꯭ꯔꯦꯛ ꯂꯧꯕ ꯑꯁꯤ ꯃꯔꯝ ꯀꯌꯥꯒꯤ ꯃꯔꯛꯇꯒꯤ ꯌꯥꯝꯅ ꯃꯔꯨꯑꯣꯏ꯫ ꯑꯍꯥꯟꯕꯗ, ꯃꯇꯝ ꯁꯥꯡꯅ ꯑꯀꯟꯕ ꯃꯤꯠꯌꯦꯡ ꯆꯪꯕ ꯑꯃꯁꯨꯡ ꯄꯨꯛꯅꯤꯡ ꯆꯪꯕꯅ ꯋꯥꯈꯜ ꯋꯥꯕ ꯊꯣꯛꯍꯜꯂꯛꯄ ꯌꯥꯏ, ꯃꯗꯨꯅ ꯅꯍꯥꯛꯀꯤ ꯏꯟꯐꯣꯔꯃꯦꯁꯟ ꯔꯤꯇꯦꯟꯁꯟ ꯑꯃꯁꯨꯡ ꯀꯝꯄ꯭ꯔꯣꯍꯦꯟꯁꯤꯞꯇ ꯅꯦꯒꯦꯇꯤꯚ ꯑꯣꯏꯕ ꯏꯝꯄꯦꯛ ꯄꯤꯕ ꯌꯥꯏ꯫ ꯕ꯭ꯔꯦꯛꯁꯤꯡꯅ ꯅꯍꯥꯛꯄꯨ ꯔꯤꯆꯥꯔꯖ ꯇꯧꯕꯗ ꯃꯇꯦꯡ ꯄꯥꯡꯏ, ꯅꯍꯥꯛꯀꯤ ꯋꯥꯈꯜ ꯑꯗꯨ ꯔꯤꯐ꯭ꯔꯦꯁ ꯇꯧꯕꯗ ꯃꯇꯦꯡ ꯄꯥꯡꯏ ꯑꯃꯁꯨꯡ ꯅꯍꯥꯛꯅ ꯃꯍꯩ ꯇꯝꯕꯗ ꯍꯜꯂꯛꯄ ꯃꯇꯝꯗ ꯐꯣꯀꯁ ꯑꯃꯁꯨꯡ ꯃꯦꯃꯣꯔꯤ ꯔꯤꯇꯦꯟꯁꯟ ꯐꯒꯠꯍꯟꯕꯗ ꯃꯇꯦꯡ ꯄꯥꯡꯏ꯫ ꯑꯅꯤꯁꯨꯕꯗ, ꯕ꯭ꯔꯦꯛ ꯂꯧꯕꯅ ꯃꯩꯅ ꯆꯥꯛꯄ ꯊꯤꯡꯕꯗ ꯑꯃꯁꯨꯡ ꯁꯇ꯭ꯔꯦꯁꯀꯤ ꯆꯥꯡ ꯍꯟꯊꯍꯟꯕꯗ ꯃꯇꯦꯡ ꯄꯥꯡꯏ꯫ ꯕ꯭ꯔꯦꯛ ꯌꯥꯎꯗꯅ ꯂꯦꯞꯇꯅ ꯇꯝꯕꯅ ꯋꯥꯈꯜ ꯋꯥꯕ ꯊꯣꯛꯍꯟꯕ ꯌꯥꯏ ꯑꯃꯁꯨꯡ ꯕ꯭ꯔꯦꯛꯁꯤꯡꯅ ꯅꯍꯥꯛꯀꯤ ꯋꯥꯈꯜ ꯅꯨꯡꯉꯥꯏꯅ ꯂꯩꯅꯕ ꯑꯃꯁꯨꯡ ꯃꯁꯥꯅ ꯃꯁꯥꯕꯨ ꯌꯦꯡꯁꯤꯟꯖꯕꯒꯤ ꯈꯨꯗꯣꯡꯆꯥꯕ ꯑꯃ ꯄꯤ, ꯃꯗꯨꯅ ꯁꯇ꯭ꯔꯦꯁ ꯍꯟꯊꯍꯟꯕ ꯉꯝꯃꯤ ꯑꯃꯁꯨꯡ ꯅꯍꯥꯛꯀꯤ ꯑꯄꯨꯟꯕ ꯌꯥꯏꯐ-ꯊꯧꯔꯥꯡ ꯐꯒꯠꯍꯟꯕ ꯉꯝꯃꯤ꯫ ꯑꯍꯨꯝꯁꯨꯕ, ꯕ꯭ꯔꯦꯛꯁꯤꯡꯅ ꯑꯄꯨꯟꯕ ꯄꯣꯠꯊꯣꯛ ꯄꯨꯊꯣꯛꯄꯗꯁꯨ ꯑꯍꯣꯡꯕ ꯄꯨꯔꯛꯄ ꯉꯝꯒꯅꯤ꯫ ꯅꯍꯥꯛꯀꯤ ꯁ꯭ꯇꯗꯤ ꯁꯦꯗ꯭ꯌꯨꯜꯗ ꯆꯥꯡ ꯅꯥꯏꯅ ꯕ꯭ꯔꯦꯛꯁꯤꯡ ꯌꯥꯎꯍꯟꯕꯅ ꯅꯍꯥꯛꯄꯨ ꯑꯋꯥꯡꯕ ꯊꯥꯛꯀꯤ ꯄ꯭ꯔꯗꯛꯇꯤꯕꯤꯇꯤ ꯊꯝꯕꯗ ꯃꯇꯦꯡ ꯄꯥꯡꯒꯅꯤ, ꯃꯔꯝꯗꯤ ꯅꯍꯥꯛꯅ ꯃꯇꯝ ꯁꯥꯡꯅ ꯁ꯭ꯇꯗꯤ ꯁꯦꯁꯟꯁꯤꯡꯗꯒꯤ ꯍꯟꯊꯔꯛꯄ ꯔꯤꯇꯦꯟꯁꯤꯡ ꯊꯦꯡꯅꯕꯒꯤ ꯆꯥꯡ ꯍꯟꯊꯩ꯫ ꯕ꯭ꯔꯦꯛꯁꯤꯡꯅ ꯊꯦꯡꯊꯕ ꯊꯤꯡꯕꯗꯁꯨ ꯃꯇꯦꯡ ꯄꯥꯡꯏ, ꯃꯔꯝꯗꯤ ꯃꯈꯣꯏꯅ ꯅꯍꯥꯛꯀꯤ ꯃꯇꯝ ꯑꯗꯨ ꯁꯤꯖꯤꯟꯅꯅꯕ ꯑꯃꯁꯨꯡ ꯋꯥꯈꯜ ꯅꯨꯡꯉꯥꯏꯇꯕ ꯐꯥꯎꯍꯟꯗꯅꯕ ꯁꯇ꯭ꯔꯛꯆꯔꯦꯜ ꯑꯣꯏꯕ ꯃꯑꯣꯡ ꯑꯃ ꯄꯤ꯫ ꯑꯔꯣꯏꯕꯗ, ꯅꯍꯥꯛꯀꯤ ꯂꯥꯏꯔꯤꯛ ꯇꯝꯕꯗꯒꯤ ꯂꯥꯞꯅ ꯃꯇꯝ ꯈꯔ ꯂꯩꯕꯅ ꯅꯍꯥꯛꯄꯨ ꯑꯅꯧꯕ ꯃꯤꯠꯌꯦꯡ ꯑꯃ ꯄꯤꯕ ꯉꯝꯒꯅꯤ ꯑꯃꯁꯨꯡ ꯀ꯭ꯔꯤꯌꯦꯇꯤꯕꯤꯇꯤ ꯊꯧꯒꯠꯄ ꯉꯝꯒꯅꯤ꯫ ꯑꯦꯛꯁꯔꯁꯥꯏꯖ, ꯃꯦꯗꯤꯇꯦꯁꯟ ꯅꯠꯇ꯭ꯔꯒ ꯍꯣꯕꯤꯒꯨꯝꯕ ꯑꯇꯩ ꯊꯕꯛ ꯊꯧꯔꯝ ꯁꯤꯡꯗ ꯁꯔꯨꯛ ꯌꯥꯕꯅ ꯃꯦꯟꯇꯦꯜ ꯁ꯭ꯇꯤꯃ꯭ꯌꯨꯂꯦꯁꯟ ꯄꯤꯕ ꯉꯝꯃꯤ ꯑꯃꯁꯨꯡ ꯅꯍꯥꯛꯅ ꯑꯅꯧꯕ ꯋꯥꯈꯜꯂꯣꯟꯁꯤꯡ ꯑꯃꯁꯨꯡ ꯃꯆꯥꯛ ꯑꯗꯨ ꯍꯦꯟꯅ ꯃꯌꯦꯛ ꯁꯦꯡꯅ ꯈꯪꯕꯒ ꯂꯣꯏꯅꯅ ꯅꯍꯥꯛꯀꯤ ꯁ꯭ꯇꯗꯤꯗ ꯍꯜꯂꯛꯄ ꯌꯥꯏ꯫ ꯈꯪꯖꯤꯟꯒꯗꯕ ꯑꯃꯅ, ꯃꯍꯩ-ꯃꯁꯤꯡ ꯇꯝꯂꯤꯉꯩꯗꯥ ꯕ꯭ꯔꯦꯛ ꯂꯧꯕ ꯍꯥꯏꯕꯁꯤ ꯃꯤꯠꯌꯦꯡ ꯊꯝꯕ, ꯋꯥꯈꯜ ꯅꯨꯡꯉꯥꯏꯇꯕ ꯍꯟꯊꯍꯟꯕ, ꯄꯣꯠꯊꯣꯛ ꯄꯨꯊꯣꯛꯄ ꯍꯦꯟꯒꯠꯍꯟꯕ ꯑꯃꯁꯨꯡ ꯀ꯭ꯔꯤꯌꯦꯇꯤꯕꯤꯇꯤ ꯊꯧꯒꯠꯄꯗ ꯃꯔꯨꯑꯣꯏ꯫ ꯅꯍꯥꯛꯀꯤ ꯁ꯭ꯇꯗꯤꯒꯤ ꯁꯦꯗ꯭ꯌꯨꯜꯗ ꯆꯥꯡ ꯅꯥꯏꯅ ꯕ꯭ꯔꯦꯛꯁꯤꯡ ꯌꯥꯎꯍꯟꯕ ꯑꯃꯁꯨꯡ ꯃꯈꯣꯏꯕꯨ ꯅꯨꯡꯉꯥꯏꯅ ꯂꯩꯅꯕ, ꯔꯤꯆꯥꯔꯖ ꯇꯧꯅꯕ ꯑꯃꯁꯨꯡ ꯅꯍꯥꯛꯀꯤ ꯑꯄꯨꯟꯕ ꯌꯥꯏꯐ-ꯊꯧꯔꯥꯡꯗ ꯃꯇꯦꯡ ꯄꯥꯡꯂꯤꯕ ꯊꯕꯛ ꯊꯧꯔꯝꯁꯤꯡꯗ ꯁꯔꯨꯛ ꯌꯥꯅꯕꯒꯤ ꯈꯨꯗꯣꯡꯆꯥꯕ ꯑꯃ ꯑꯣꯏꯅ ꯁꯤꯖꯤꯟꯅꯕ ꯍꯥꯏꯕꯁꯤ ꯌꯥꯝꯅ ꯃꯔꯨꯑꯣꯏ꯫ "ꯄꯤꯌꯥꯅꯣ ꯂꯦꯁꯟ ꯒ꯭ꯔꯨꯞ"ꯀꯤ ꯃꯦꯝꯕꯔꯁꯤꯡꯒꯤ ꯆꯥꯡꯆꯠꯇ ꯑꯣꯏꯕ ꯆꯍꯤ ꯑꯗꯨ ꯂꯦꯞꯊꯣꯛꯎ꯫ "ꯄꯤꯌꯥꯅꯣ ꯂꯦꯁꯟ ꯒ꯭ꯔꯨꯞ"ꯀꯤ ꯃꯦꯝꯕꯔꯁꯤꯡꯗꯤ ꯃꯥꯔꯤꯌꯥ (ꯆꯍꯤ ꯅꯤꯄꯥꯟ), ꯇꯥꯏꯂꯔ (ꯆꯍꯤ ꯃꯥꯄꯟ), ꯖꯦꯁꯤꯀꯥ (ꯆꯍꯤ ꯇꯔꯦꯠ) ꯑꯃꯁꯨꯡ ꯖꯣꯟ (ꯆꯍꯤ ꯇꯔꯥꯃꯥꯊꫭꯏ)ꯅꯤ꯫